ꯑꯦꯁ ꯀꯤ ꯁꯦꯀ꯭ꯔꯦꯇꯔꯤ ꯑꯣꯐ ꯁ꯭ꯇꯦꯠꯁꯨ ꯑꯣꯏꯈꯤ꯫ ꯃꯍꯥꯛꯀꯤ ꯔꯥꯁꯇ꯭ꯔꯥꯄꯇꯤ ꯑꯣꯏꯔꯤꯉꯩ ꯃꯇꯝꯗ ꯃꯦꯗꯤꯁꯟꯅ ꯒ꯭ꯔꯦꯠ ꯕ꯭ꯔꯤꯇꯦꯟꯒꯤ ꯃꯥꯌꯣꯛꯇ ꯂꯤꯁꯤꯡ ꯑꯃꯒ ꯆꯅꯤꯄꯥꯜ ꯇꯔꯥꯅꯤꯊꯣꯏꯒꯤ ꯂꯥꯟꯒꯤ ꯈꯨꯠꯊꯥꯡꯗ ꯑꯃꯦꯔꯤꯀꯥꯕꯨ ꯂꯨꯆꯤꯡꯈꯤ꯫ ꯃꯍꯥꯛꯅ ꯑꯅꯧꯕ ꯇꯦꯔꯤꯇꯣꯔꯤꯁꯤꯡ ꯂꯧꯁꯤꯟꯕꯒꯤ ꯈꯨꯠꯊꯥꯡꯗ ꯌꯨꯅꯥꯏꯇꯦꯗ ꯁ꯭ꯇꯦꯗ ꯅꯥ ꯄꯥꯛꯊꯣꯛ ꯆꯥꯎꯊꯣꯛꯍꯟꯕꯗꯁꯨ ꯌꯦꯡꯁꯤꯟꯈꯤ ꯑꯃꯁꯨꯡ ꯂꯩꯕꯥꯛ ꯑꯁꯤꯒꯤ ꯏꯅꯐ꯭ꯔꯥꯁꯇ꯭ꯔꯛꯆꯔ ꯆꯥꯎꯈꯠꯍꯟꯕꯒꯤ ꯊꯕꯛ ꯄꯥꯢꯈꯠꯈꯤ꯫ ꯃꯦꯗꯤꯁꯟ ꯖꯨꯟ ꯀꯨꯟꯅꯤꯄꯥꯜ ꯇꯥ ꯆꯍꯤ ꯃꯔꯤꯐꯨ ꯃꯉꯥ ꯁꯨꯔꯛꯄꯗ ꯚꯥꯔꯖꯤꯅꯤꯌꯥꯒꯤ ꯃꯣꯟꯇꯄꯦꯂꯤꯌꯔꯗ ꯂꯩꯈꯤꯗ꯭ꯔꯦ꯫ ꯃꯍꯥꯛꯄꯨ ꯑꯃꯦꯔꯤꯀꯥꯒꯤ ꯄꯨꯋꯥꯔꯤꯗ ꯈ꯭ꯋꯥꯏꯗꯒꯤ ꯃꯔꯨꯑꯣꯏꯕ ꯃꯤꯁꯛ ꯑꯃ ꯑꯣꯏꯅ ꯅꯤꯡꯁꯤꯡꯂꯤ ꯑꯃꯁꯨꯡ ꯃꯍꯥꯛꯀꯤ ꯊꯕꯛꯁꯤꯡꯅ ꯉꯁꯤꯁꯨ ꯂꯩꯕꯥꯛ ꯑꯁꯤꯕꯨ ꯁꯦꯝꯒꯠꯂꯤ꯫ ꯋꯥꯇꯔ ꯁꯥꯏꯀꯜꯒꯤ ꯊꯧꯑꯣꯡ ꯑꯗꯨ ꯁꯟꯗꯣꯛꯅ ꯇꯥꯛꯄꯤꯌꯨ꯫ ꯍꯥꯏꯗ꯭ꯔꯣꯂꯣꯖꯤꯀꯦꯜ ꯁꯥꯏꯀꯜ ꯍꯥꯢꯅ ꯈꯪꯅꯕ ꯏꯁꯤꯡꯒꯤ ꯁꯥꯏꯀꯜ ꯑꯁꯤ ꯄ꯭ꯔꯤꯊꯤꯕꯤꯒꯤ ꯃꯊꯛꯇ ꯏꯁꯤꯡ ꯇꯨꯡꯁꯤꯟꯕ ꯑꯦꯠꯃꯣꯁꯐꯤꯌꯔꯗ ꯋꯥꯡꯈꯠꯄ, ꯏꯪꯍꯟꯕ ꯑꯃꯁꯨꯡ ꯄꯨꯟꯁꯤꯟꯍꯟꯕ ꯇꯧꯗꯨꯅ ꯅꯣꯡꯂꯩ-ꯅꯨꯡꯁꯤꯠ ꯁꯦꯝꯕꯒꯤ ꯊꯧꯑꯣꯡꯅꯤ ꯑꯃꯁꯨꯡ ꯑꯔꯣꯏꯕꯗ ꯅꯣꯡ ꯑꯣꯏꯅ ꯃꯥꯂꯦꯝꯗ ꯑꯃꯨꯛ ꯍꯟꯅ ꯆꯦꯟꯊꯔꯛꯄꯒꯤ ꯊꯧꯑꯣꯡꯅꯤ꯫ ꯃꯁꯤꯒꯤ ꯊꯧꯑꯣꯡ ꯑꯁꯤ ꯅꯨꯃꯤꯠꯅ ꯄꯥꯋꯔ ꯇꯧꯏ ꯃꯁꯤꯅ ꯏꯁꯤꯡ ꯇꯨꯡꯁꯤꯟꯕꯗ ꯃꯊꯧ ꯇꯥꯕ ꯏꯅꯔꯖꯤ ꯄꯤꯔꯤ꯫ ꯏꯁꯤꯡ ꯇꯨꯡꯁꯤꯟꯕ ꯃꯇꯝꯗ ꯃꯁꯤꯅ ꯑꯁꯣꯛꯄ ꯑꯃꯠꯇ ꯊꯥꯗꯣꯛꯇꯨꯅ ꯏꯁꯤꯡꯒꯤ ꯏꯆꯦꯜ ꯑꯣꯏꯔꯛꯏ ꯃꯗꯨꯅ ꯑꯦꯠꯃꯣꯁꯐꯤꯌꯔꯗ ꯋꯥꯡꯈꯠꯂꯛꯏ꯫ ꯃꯁꯤ ꯋꯥꯡꯈꯠꯂꯛꯄꯒ ꯂꯣꯢꯅꯅꯥ ꯃꯁꯤꯅ ꯏꯪꯍꯟꯕ ꯑꯃꯁꯨꯡ ꯄꯨꯟꯁꯟꯕ ꯇꯧꯗꯨꯅꯥ ꯂꯩꯆꯤꯜ ꯁꯦꯝꯃꯤ꯫ ꯂꯣꯏꯁꯤꯜꯂꯛꯄꯗ ꯅꯣꯡꯖꯨ-ꯅꯨꯡꯁꯥꯅ ꯏꯁꯤꯡꯒꯤ ꯏꯆꯦꯜꯁꯤꯡ ꯑꯗꯨ ꯊꯝꯖꯤꯟꯕ ꯉꯝꯗꯕ ꯃꯇꯝꯗ ꯃꯈꯣꯢꯅ ꯅꯣꯡꯖꯨ-ꯅꯨꯡꯁꯥ, ꯅꯣꯡꯂꯩ-ꯅꯨꯡꯁꯤꯠ ꯅꯠꯇ꯭ꯔꯒ ꯅꯣꯡꯂꯩ-ꯅꯨꯡꯁꯤꯠꯀꯤ ꯃꯑꯣꯡꯗ ꯊꯥꯗꯣꯛꯏ꯫ ꯃꯗꯨꯒꯤ ꯃꯇꯨꯡꯗ ꯅꯣꯡꯖꯨ-ꯅꯨꯡꯁꯥ ꯑꯁꯤ ꯅꯠꯇ꯭ꯔꯒ ꯇꯨꯔꯦꯜꯁꯤꯡ ꯑꯃꯁꯨꯡ ꯇꯨꯔꯦꯜꯁꯤꯡꯗ ꯆꯦꯜꯂꯤ ꯅꯠꯇ꯭ꯔꯒ ꯂꯩꯅꯨꯡꯗ ꯑꯣꯏꯅ ꯊꯝꯖꯤꯜꯂꯤ ꯑꯔꯣꯏꯕꯗ ꯃꯗꯨ ꯁꯃꯨꯗ꯭ꯔ ꯅꯠꯇ꯭ꯔꯒ ꯑꯇꯩ ꯏꯁꯤꯡꯒꯤ ꯃꯐꯝꯁꯤꯡꯗ ꯍꯟꯖꯤꯜꯂꯛꯏ ꯃꯐꯝꯗꯨꯗ ꯑꯃꯨꯛ ꯍꯟꯅ ꯏꯁꯤꯡ ꯇꯨꯡꯁꯤꯟꯕ ꯉꯝꯃꯤ ꯑꯃꯁꯨꯡ ꯏꯁꯤꯡꯒꯤ ꯁꯥꯏꯀꯜ ꯑꯗꯨ ꯃꯈꯥ ꯆꯠꯊꯕ ꯉꯝꯃꯤ꯫